ꯁꯨꯇꯤꯒꯤ ꯃꯐꯝ ꯑꯃꯒꯤꯗꯃꯛ ꯑꯅꯧꯕ ꯋꯥꯈꯜꯂꯣꯟꯁꯤꯡ ꯁꯦꯝꯒꯠꯄ- ꯄꯔꯁꯣꯅꯦꯜ ꯆꯦꯐ ꯑꯃꯁꯨꯡ ꯒꯥꯏꯗ ꯇꯧꯔꯕ ꯅꯦꯆꯔ ꯋꯥꯛꯁꯤꯡꯒ ꯂꯣꯏꯅꯅ ꯃꯄꯨꯡ ꯐꯥꯅ ꯂꯥꯞꯅ ꯂꯩꯕ ꯎꯃꯪ ꯅꯠꯇ꯭ꯔꯒ ꯇꯨꯔꯦꯜ ꯑꯃꯗ "ꯒ꯭ꯂꯦꯝꯄꯤꯡ" ꯅꯠꯇ꯭ꯔꯒ ꯂꯛꯖꯔꯤ ꯀꯦꯝꯄ ꯇꯧꯕ; ꯄꯨꯋꯥꯔꯤ ꯑꯣꯏꯔꯕ ꯁꯍꯔ ꯅꯠꯇ꯭ꯔꯒ ꯂꯃꯗꯝ ꯑꯃꯒꯤ ꯀꯜꯆꯔꯦꯜ ꯇꯨꯔ ꯑꯃ: ꯃ꯭ꯌꯨꯖꯤꯌꯝꯁꯤꯡ, ꯒꯦꯜꯂꯔꯤꯁꯤꯡ ꯑꯃꯁꯨꯡ ꯃꯐꯝ ꯑꯗꯨꯒꯤ ꯀꯨꯂꯤꯅꯔꯤ ꯑꯦꯛꯁꯄꯤꯔꯤꯑꯦꯟꯁꯁꯤꯡꯗ ꯆꯠꯄ; ꯅꯨꯃꯤꯠ ꯈꯨꯗꯤꯡꯒꯤ ꯌꯣꯒ, ꯃꯦꯗꯤꯇꯦꯁꯟ ꯑꯃꯁꯨꯡ ꯁ꯭ꯄꯥ ꯇ꯭ꯔꯤꯠꯃꯦꯟꯇꯁꯤꯡꯒ ꯂꯣꯏꯅꯅ ꯃꯤ ꯌꯥꯝꯅ ꯇꯤꯟꯕ ꯁꯃꯨꯗ꯭ꯔ ꯈꯣꯡꯕꯥꯜ ꯅꯠꯇ꯭ꯔꯒ ꯃꯥꯎꯟꯇꯦꯟ ꯔꯤꯖꯣꯔꯠ ꯑꯃꯗ ꯋꯦꯜꯅꯦꯁ ꯔꯤꯇ꯭ꯔꯤꯠ ꯑꯃ; ꯅꯦꯁ꯭ꯅꯦꯜ ꯄꯥꯔꯛ ꯑꯃꯗ ꯑꯦꯗꯚꯦꯟꯆꯔ ꯚꯦꯀꯦꯁꯟ ꯑꯃ; ꯍꯥꯏꯀꯤꯡ, ꯍꯣꯠ-ꯋꯥꯇꯔ ꯔꯥꯐꯇꯤꯡ ꯑꯃꯁꯨꯡ ꯋꯥꯏꯜꯗꯂꯥꯏꯐ ꯌꯦꯡꯕꯒꯨꯝꯕ ꯊꯕꯛ ꯊꯧꯔꯝꯁꯤꯡꯒ ꯂꯣꯏꯅꯅ ꯇ꯭ꯔꯣꯄꯤꯀꯦꯜ ꯑꯥꯏꯂꯦꯟꯗ ꯒꯦꯠꯋꯦ ꯑꯃꯗ ꯁ꯭ꯅꯣꯔꯀꯦꯂꯤꯡ, ꯁ꯭ꯀꯨꯕꯥ ꯗꯥꯏꯚꯤꯡ ꯑꯃꯁꯨꯡ ꯁꯃꯨꯗ꯭ꯔ ꯈꯣꯡꯕꯥꯜꯒꯤ ꯊꯕꯛ ꯊꯧꯔꯝꯁꯤꯡꯒ ꯂꯣꯏꯅꯅ ꯃꯐꯝ ꯑꯁꯤꯒꯤ ꯃꯁꯛ ꯅꯥꯏꯕ ꯂꯝꯕꯤ ꯅꯠꯇ꯭ꯔꯒ ꯃꯃꯤꯡ ꯂꯩꯔꯕ ꯍꯥꯏꯋꯦ ꯑꯃꯗ ꯂꯝꯕꯤꯗ ꯆꯠꯄ, ꯂꯝꯕꯤꯗ ꯆꯠꯂꯤꯕꯁꯤꯡꯗ ꯃꯤꯠꯌꯦꯡ ꯊꯝꯕ, ꯁꯍꯔꯁꯤꯡ, ꯅꯦꯁ꯭ꯅꯦꯜ ꯄꯥꯔꯛꯁꯤꯡ ꯑꯃꯁꯨꯡ ꯂꯝꯀꯣꯏꯐꯝꯁꯤꯡꯗ ꯊꯨꯡꯕ꯫ ꯃꯥꯂꯦꯝꯒꯤ ꯊꯥꯛꯀꯤ ꯂꯝꯗꯝꯁꯤꯡ ꯑꯃꯁꯨꯡ ꯅꯣꯡꯖꯨꯒꯤ ꯊꯕꯛ ꯊꯧꯔꯝꯁꯤꯡꯒꯤ ꯈꯨꯗꯣꯡꯆꯥꯕ ꯂꯩꯕ, ꯅꯨꯡꯉꯥꯏꯔꯕ ꯃꯥꯎꯟꯇꯦꯟ ꯂꯣꯖ ꯑꯃꯗ ꯁ꯭ꯀꯤ ꯅꯠꯇ꯭ꯔꯒ ꯁ꯭ꯅꯣꯕꯣꯔꯗꯤꯡꯒꯤ ꯁꯨꯇꯤ ꯂꯧꯕ; ꯆꯤꯟꯖꯥꯛ ꯑꯃꯁꯨꯡ ꯋꯥꯏꯟ ꯃꯃꯤꯡ ꯆꯠꯂꯕ ꯂꯝꯗꯝ ꯑꯃꯗ ꯀꯨꯂꯤꯅꯔꯤ ꯚꯦꯀꯦꯁꯟ ꯑꯃ, ꯆꯥꯛ ꯊꯣꯡꯕꯒꯤ ꯀ꯭ꯂꯥꯁꯁꯤꯡ, ꯋꯥꯏꯅꯤꯡ ꯇꯨꯔꯁꯤꯡ ꯑꯃꯁꯨꯡ ꯃꯐꯝ ꯑꯗꯨꯒꯤ ꯀꯩꯊꯦꯜꯁꯤꯡꯗ ꯆꯠꯄ; ꯔꯦꯟꯐ꯭ꯔꯦꯁꯠ ꯅꯠꯇ꯭ꯔꯒ ꯋꯥꯏꯜꯗꯂꯥꯏꯐ ꯔꯤꯖꯔꯚ ꯑꯃꯗ ꯏꯀꯣ-ꯇꯨꯔꯤꯖꯝꯒꯤ ꯈꯣꯡꯆꯠ ꯑꯃ, ꯀꯟꯖꯔꯚꯦꯁꯟ ꯑꯃꯁꯨꯡ ꯁꯁꯇꯦꯅꯦꯕꯤꯂꯤꯇꯤ ꯂꯩꯕ, ꯇꯨꯔꯤꯖꯝꯗ ꯃꯤꯠꯌꯦꯡ ꯊꯝꯕꯅ ꯆꯤꯡꯕ ꯄꯟꯕ ꯌꯥꯏ꯫ ꯁꯣꯁꯤꯑꯦꯜ ꯃꯤꯗꯤꯌꯥ ꯁꯤꯖꯤꯟꯅꯕ ꯑꯃꯁꯨꯡ ꯃꯦꯟꯇꯜ ꯍꯦꯜꯊꯀꯤ ꯃꯔꯛꯇ ꯂꯩꯔꯤꯕ ꯃꯔꯤ ꯑꯗꯨꯒꯤ ꯃꯇꯥꯡꯗ ꯍꯥꯏꯄꯣꯊꯦꯁꯤꯁ ꯑꯃ ꯁꯦꯝꯕ- ꯑꯣꯏꯊꯣꯛꯄ ꯌꯥꯕ ꯍꯥꯏꯄꯣꯊꯦꯁꯤꯁ ꯑꯃꯗꯤ ꯁꯣꯁꯤꯑꯦꯜ ꯃꯤꯗꯤꯌꯥ ꯁꯤꯖꯤꯟꯅꯕ ꯍꯦꯟꯒꯠꯂꯛꯄꯅ ꯅꯦꯒꯦꯇꯤꯚ ꯃꯦꯟꯇꯜ ꯍꯦꯜꯊ ꯑꯥꯎꯠꯀꯝꯁꯤꯡ, ꯍꯥꯏꯕꯗꯤ ꯋꯥꯈꯜ ꯆꯔꯥꯡꯅꯕ ꯅꯠꯇ꯭ꯔꯒ ꯋꯥꯈꯜ ꯅꯨꯡꯉꯥꯏꯇꯕ ꯊꯣꯛꯍꯟꯕꯒꯤ ꯔꯤꯁꯛ ꯍꯦꯟꯒꯠꯂꯛꯄꯒ ꯃꯔꯤ ꯂꯩꯅꯩ ꯍꯥꯏꯕꯁꯤꯅꯤ꯫ ꯃꯁꯤꯒꯤ ꯃꯔꯝꯗꯤ ꯁꯣꯁꯤꯑꯦꯜ ꯃꯤꯗꯤꯌꯥꯅ ꯑꯇꯣꯞꯄꯁꯤꯡꯒ ꯃꯥꯟꯅꯗꯕ ꯑꯦꯛꯁꯄꯦꯛꯇꯦꯁꯟ ꯑꯃꯁꯨꯡ ꯆꯥꯡꯗꯝꯅꯕ ꯍꯦꯟꯒꯠꯍꯟꯕ ꯉꯝꯃꯤ꯫ ꯃꯗꯨꯅ ꯌꯨꯖꯔꯁꯤꯡꯒꯤ ꯃꯔꯛꯇ ꯃꯇꯤꯛ ꯆꯥꯗꯕ ꯑꯃꯁꯨꯡ ꯃꯁꯥꯒꯤ ꯑꯣꯏꯖꯕ ꯊꯤꯗꯅ ꯋꯥꯈꯜ ꯇꯥꯕ ꯊꯣꯛꯍꯜꯂꯤ꯫ ꯃꯁꯤꯒꯤ ꯃꯊꯛꯇ ꯁꯣꯁꯤꯑꯦꯜ ꯃꯤꯗꯤꯌꯥꯗ ꯁ꯭ꯀꯔꯤꯟꯒꯤ ꯃꯇꯝ ꯌꯥꯝꯅ ꯁꯤꯖꯤꯟꯅꯕꯅ ꯁꯣꯁꯤꯑꯦꯜ ꯑꯥꯏꯁꯣꯂꯦꯁꯟ ꯑꯃꯁꯨꯡ ꯐꯦꯁ-ꯇꯨ-ꯐꯦꯁ ꯏꯟꯇꯔꯦꯛꯁꯟ ꯍꯟꯊꯍꯟꯕ ꯌꯥꯏ꯫ ꯃꯁꯤꯅ ꯃꯦꯟꯇꯜ ꯍꯦꯜꯊꯀꯤ ꯋꯥꯐꯝꯁꯤꯡ ꯍꯦꯟꯅ ꯁꯣꯛꯍꯜꯂꯛꯄ ꯌꯥꯏ꯫ ꯇꯁꯦꯡꯕꯗꯤ ꯃꯁꯤ ꯑꯣꯏꯊꯣꯛꯄ ꯌꯥꯕ ꯍꯥꯏꯄꯣꯊꯦꯁꯤꯁ ꯑꯃꯈꯛꯇꯅꯤ ꯑꯃꯁꯨꯡ ꯁꯣꯁꯤꯑꯦꯜ ꯃꯤꯗꯤꯌꯥ ꯁꯤꯖꯤꯟꯅꯕ ꯑꯃꯁꯨꯡ ꯃꯦꯟꯇꯜ ꯍꯦꯜꯊꯀꯤ ꯃꯔꯛꯇ ꯂꯩꯔꯤꯕ ꯃꯔꯤ ꯑꯁꯤ ꯁꯦꯝꯒꯠꯅꯕ ꯃꯈꯥ ꯇꯥꯕ ꯔꯤꯁꯔꯆ ꯇꯧꯕ ꯃꯊꯧ ꯇꯥꯏ꯫ ꯃꯃꯤꯡ ꯂꯩꯔꯕ ꯃ꯭ꯌꯨꯖꯤꯁꯤꯌꯟ ꯑꯃꯒꯤ ꯃꯔꯝꯗ ꯄꯨꯛꯅꯤꯡ ꯆꯤꯡꯁꯤꯟꯅꯤꯡꯉꯥꯏ ꯑꯣꯏꯕ ꯑꯃꯁꯨꯡ ꯇꯁꯦꯡꯕ ꯋꯥꯔꯤ ꯑꯃ ꯁꯦꯝꯒꯠꯄ ꯂꯤꯖꯦꯟꯗꯔꯤ ꯔꯣꯛ ꯃ꯭ꯌꯨꯖꯤꯁꯤꯌꯟ ꯗꯦꯕꯤꯗ ꯕꯣꯋꯤꯒꯤ ꯃꯇꯥꯡꯗ ꯑꯃꯁꯨꯡ ꯃꯍꯥꯛꯅ ꯃꯍꯥꯛꯀꯤ ꯑꯈꯟꯅꯕ ꯃꯤꯠꯌꯦꯡ ꯊꯝꯗꯕ ꯃꯤꯠꯌꯦꯡ ꯑꯗꯨ ꯀꯔꯝꯅ ꯐꯪꯈꯤꯕꯒꯦ ꯍꯥꯏꯕꯒꯤ ꯃꯇꯥꯡꯗ ꯅꯨꯡꯉꯥꯏꯕ ꯋꯥꯔꯤ ꯑꯃ ꯂꯩ꯫ ꯕꯣꯋꯤꯅ ꯆꯍꯤ ꯇꯔꯥꯃꯉꯥ ꯈꯛꯇꯃꯛ ꯁꯨꯔꯛꯄꯗ ꯑꯃꯁꯨꯡ ꯍꯧꯖꯤꯛ ꯐꯥꯎꯕ ꯗꯦꯕꯤꯗ ꯖꯣꯟꯁ ꯍꯥꯏꯅ ꯈꯪꯅꯔꯕ ꯃꯇꯝꯗ ꯃꯍꯥꯛꯀꯤ ꯃꯔꯨꯞ ꯖꯔꯖ ꯑꯟꯗꯔꯋꯨꯗꯀ ꯂꯣꯏꯅꯅ ꯁ꯭ꯀꯨꯜꯗ ꯂꯩꯃꯤꯟꯅꯔꯛꯈꯤ꯫ ꯃꯈꯣꯏ ꯑꯅꯤꯃꯛ ꯅꯨꯄꯤꯃꯆꯥ ꯑꯃꯒ ꯂꯣꯏꯅꯅ ꯅꯨꯡꯁꯤꯅꯅ ꯂꯩꯃꯤꯟꯅꯔꯛꯈꯤ꯫ ꯅꯨꯄꯤꯃꯆꯥ ꯑꯗꯨꯒꯤ ꯃꯊꯛꯇ ꯑꯀꯟꯕ ꯃꯤꯀꯨꯞ ꯑꯃꯗ ꯖꯔꯖꯅ ꯗꯦꯕꯤꯗꯀꯤ ꯃꯃꯤꯠꯇ ꯁꯣꯛꯈꯤ꯫ ꯑꯁꯣꯛꯄ ꯑꯗꯨꯅ ꯃꯔꯝ ꯑꯣꯏꯗꯨꯅ "ꯑꯦꯅꯤꯁꯣꯀꯣꯔꯤꯌꯥ" ꯀꯧꯕ ꯀꯟꯗꯤꯁꯟ ꯑꯃ ꯊꯣꯛꯍꯟꯈꯤ꯫ ꯃꯗꯨꯅ ꯃꯍꯥꯛꯀꯤ ꯃꯃꯤꯠ ꯑꯗꯨ ꯃꯇꯝ ꯆꯨꯞꯄꯒꯤ ꯑꯣꯏꯅ ꯋꯥꯡꯈꯠꯍꯟꯗꯨꯅ ꯇꯣꯉꯥꯟ-ꯇꯣꯉꯥꯟꯕ ꯃꯆꯨꯒꯤ ꯃꯤꯠ ꯑꯅꯤꯒꯤ ꯏꯂ꯭ꯌꯨꯁꯟ ꯄꯤꯈꯤ꯫ ꯃꯁꯤ ꯑꯣꯏꯔꯕꯁꯨ ꯖꯔꯖ ꯑꯃꯁꯨꯡ ꯗꯦꯕꯤꯗꯅ ꯄꯨꯟꯁꯤ ꯆꯨꯞꯄ ꯃꯔꯨꯞ ꯑꯣꯏꯗꯨꯅ ꯂꯩꯈꯤ ꯑꯃꯁꯨꯡ ꯑꯟꯗꯔꯋꯨꯗꯅ ꯕꯣꯋꯤꯒꯤ ꯑꯍꯥꯟꯕ ꯑꯦꯜꯕꯝꯁꯤꯡꯒꯤꯗꯃꯛ ꯑꯥꯔꯠꯋꯥꯔꯛ ꯈꯔ ꯐꯥꯎꯕ ꯁꯦꯝꯈꯤ꯫ ꯑꯗꯨꯅ ꯊꯧꯗꯣꯛ ꯑꯗꯨ ꯌꯥꯝꯅ ꯅꯨꯡꯉꯥꯏꯇꯕ ꯑꯣꯏꯔꯕꯁꯨ ꯃꯁꯤꯅ ꯁꯣꯏꯗꯅ ꯗꯦꯕꯤꯗ ꯕꯣꯋꯤꯒꯤ ꯑꯈꯟꯅꯕ ꯑꯃꯁꯨꯡ ꯃꯃꯤꯡ ꯂꯩꯔꯕ ꯏꯃꯦꯖ ꯑꯗꯨꯗ ꯃꯇꯦꯡ ꯄꯥꯡꯈꯤ꯫